ꯂꯥꯏꯆꯠ ꯑꯁꯤꯒꯤ ꯃꯅꯨꯡꯗ ꯃꯤꯄꯨꯝ ꯈꯨꯗꯤꯡꯃꯛꯅ ꯀꯔꯤꯒꯤꯗꯃꯛꯇ ꯃꯥꯁ꯭ꯛ ꯎꯞꯄꯒꯤ ꯆꯨꯁꯤꯟꯅꯔꯕꯁꯨ ꯂꯦꯞꯄ ꯂꯩꯇꯅ ꯂꯦꯛꯂꯤꯕ ꯋꯥꯐꯝ ꯑꯃꯗꯤ ꯃꯥꯁ꯭ꯛ ꯎꯞꯄꯒꯤ ꯃꯊꯧ ꯇꯥꯕ ꯑꯁꯤꯅꯤ꯫ ꯃꯥꯁ꯭ꯛ ꯎꯞꯄ ꯑꯁꯤ ꯀꯣꯕꯤꯗ-ꯅꯥꯏꯟꯇꯤꯟ ꯚꯥꯏꯔꯁ ꯁꯟꯗꯣꯔꯛꯄ ꯊꯤꯡꯅꯕ ꯈ꯭ꯋꯥꯏꯗꯒꯤ ꯃꯇꯤꯛ ꯃꯌꯥꯏ ꯑꯣꯏꯕ ꯄꯥꯝꯕꯩ ꯑꯃꯅꯤ, ꯑꯃꯁꯨꯡ ꯃꯁꯤ ꯃꯤꯄꯨꯝ ꯈꯨꯗꯤꯡꯃꯛꯅ ꯇꯧꯒꯗꯕ ꯊꯕꯛ ꯑꯃꯅꯤ꯫ ꯂꯥꯏꯔꯤꯛ ꯑꯁꯤꯗ ꯑꯩꯈꯣꯏꯅ ꯂꯥꯏꯆꯠ ꯑꯁꯤꯒꯤ ꯃꯅꯨꯡꯗ ꯃꯤꯄꯨꯝ ꯈꯨꯗꯤꯡꯃꯛꯅ ꯃꯥꯁ꯭ꯛ ꯎꯞꯄ ꯑꯁꯤ ꯀꯔꯤꯒꯤꯗꯃꯛ ꯌꯥꯝꯅ ꯃꯔꯨꯑꯣꯏꯕꯅꯣ ꯍꯥꯏꯕꯗꯨ ꯈꯟꯅꯒꯅꯤ꯫ ꯃꯥꯁ꯭ꯛ ꯎꯞꯄꯒꯤ ꯑꯍꯥꯟꯕ ꯑꯃꯁꯨꯡ ꯃꯔꯨꯑꯣꯏꯕ ꯃꯔꯝꯗꯤ ꯃꯁꯥ ꯃꯊꯟꯇ ꯁꯟꯗꯣꯔꯛꯇꯧꯕꯗꯒꯤ ꯉꯥꯛꯊꯣꯛꯆꯕꯅꯤ꯫ ꯃꯥꯁ꯭ꯛ ꯑꯃ ꯁꯤꯖꯤꯟꯅꯕꯅ ꯍꯛꯆꯥꯡꯒꯤ ꯑꯊꯤꯡꯕ ꯑꯃ ꯑꯣꯏꯅ ꯊꯕꯛ ꯇꯧꯏ, ꯃꯗꯨ ꯁꯤꯖꯤꯟꯅꯔꯤꯕ ꯃꯤꯑꯣꯏ ꯑꯗꯨꯅ ꯋꯥꯔꯤ-ꯋꯥꯇꯥꯏ ꯁꯥꯕ, ꯂꯣꯛ ꯈꯨꯕ ꯅꯠꯇ꯭ꯔꯒ ꯈꯣꯡ ꯍꯥꯝꯂꯕ ꯃꯇꯝꯗ ꯊꯥꯗꯣꯔꯛꯄ ꯗ꯭ꯔꯣꯄꯂꯦꯠꯁꯤꯡ ꯊꯤꯡꯏ꯫ ꯃꯁꯤꯅ ꯃꯍꯤꯛ ꯑꯁꯤꯅ ꯁꯟꯗꯣꯔꯛꯇꯧꯕꯒꯤ ꯃꯤꯄꯥꯏꯕ ꯑꯁꯤ ꯌꯥꯝꯅ ꯍꯟꯊꯍꯜꯂꯤ꯫ ꯔꯤꯁ꯭ꯔꯆꯅ ꯇꯥꯛꯂꯤ ꯃꯗꯨꯗꯤ ꯃꯥꯁ꯭ꯛ ꯎꯞꯄ ꯃꯇꯝꯗ ꯁꯟꯗꯣꯔꯛꯄꯒꯤ ꯆꯥꯡ ꯑꯁꯤ ꯍꯨꯝꯐꯨꯇꯔꯥ ꯄꯥꯔꯁꯦꯟꯠ ꯐꯥꯑꯎꯕ ꯍꯟꯊꯩ꯫ ꯑꯅꯤꯁꯨꯕꯗ, ꯃꯥꯁ꯭ꯛ ꯎꯞꯄꯅ ꯑꯇꯣꯞꯄꯁꯤꯡꯕꯨ ꯉꯥꯛꯊꯣꯛꯏ꯫ ꯀꯔꯤꯒꯨꯝꯕ ꯅꯍꯥꯛꯅ ꯂꯥꯏꯑꯣꯡ ꯎꯠꯄ ꯉꯝꯗ꯭ꯔꯕꯁꯨ, ꯅꯍꯥꯛꯅ ꯃꯍꯤꯛ ꯑꯁꯤꯒꯤ ꯀꯦꯔꯤꯌꯔ ꯑꯃ ꯑꯣꯏꯕ ꯌꯥꯏ꯫ ꯄꯣꯖꯤꯇꯤꯕ ꯑꯣꯏꯕ ꯃꯁꯤꯡ ꯌꯥꯝꯂꯕ ꯀꯣꯕꯤꯗ-ꯇꯔꯥꯃꯥꯄꯜ ꯀꯦꯁꯁꯤꯡ ꯑꯁꯤ ꯂꯥꯏꯑꯣꯡ ꯂꯩꯇꯕ ꯑꯣꯏꯕꯅ ꯀꯅꯥꯒꯨꯝꯕ ꯑꯃꯅ ꯁꯟꯗꯣꯛꯄ꯭ꯔ ꯅꯠꯇ꯭ꯔꯒ ꯂꯩꯇ꯭ꯔꯦ ꯍꯥꯏꯕ ꯈꯪꯕꯗ ꯑꯋꯥꯕ ꯑꯣꯏꯔꯤ꯫ ꯅꯍꯥꯛꯅ ꯃꯥꯁ꯭ꯛ ꯑꯃ ꯁꯤꯖꯤꯟꯅꯔꯛꯄ ꯃꯇꯝꯗ, ꯅꯍꯥꯛꯅ ꯗ꯭ꯔꯣꯄꯂꯦꯠꯁꯤꯡ ꯁꯟꯗꯣꯛꯄ ꯊꯤꯡꯏ, ꯃꯗꯨꯅ ꯅꯍꯥꯛꯀꯤ ꯑꯀꯣꯏꯕꯗ ꯂꯩꯔꯤꯕ ꯃꯤꯑꯣꯏꯁꯤꯡ, ꯃꯔꯨꯑꯣꯏꯅ ꯑꯀꯟꯕ ꯂꯨꯁꯤꯜꯂꯛꯄꯒꯤ ꯈꯨꯗꯣꯡꯊꯤꯕ ꯍꯦꯟꯅ ꯂꯩꯕ ꯃꯤꯑꯣꯏꯁꯤꯡꯕꯨ ꯉꯥꯛꯊꯣꯛꯏ꯫ ꯑꯁꯨꯝꯅ, ꯃꯥꯁ꯭ꯛ ꯎꯞꯄ ꯍꯥꯏꯕꯁꯤ ꯃꯁꯥ ꯃꯊꯟꯇ ꯉꯥꯛꯊꯣꯛꯆꯕ ꯈꯛꯇꯒꯤ ꯅꯠꯇꯦ, ꯃꯁꯤ ꯑꯇꯣꯞꯄꯁꯤꯡꯕꯨ ꯑꯁꯣꯏ ꯑꯉꯥꯝ ꯌꯥꯑꯣꯗꯅ ꯊꯝꯕꯒꯤ ꯃꯇꯥꯡꯅꯤ꯫ ꯑꯔꯣꯏꯕꯗ ꯃꯥꯁ꯭ꯛ ꯎꯞꯄꯅ ꯉꯟꯅ ꯃꯍꯧꯁꯥꯒꯤ ꯄꯨꯟꯁꯤꯗ ꯍꯜꯂꯛꯄ ꯉꯝꯍꯟꯕ ꯉꯝꯒꯅꯤ꯫ ꯃꯍꯤꯛ ꯁꯟꯗꯣꯔꯛꯄ ꯍꯟꯊꯍꯟꯗꯨꯅ ꯑꯩꯈꯣꯏꯅ ꯑꯩꯈꯣꯏꯒꯤ ꯍꯛꯁꯦꯜꯒꯤ ꯂꯝꯁꯤꯡꯗ ꯄꯣꯠꯂꯨꯝ ꯍꯟꯊꯍꯜꯂꯤ, ꯑꯃꯁꯨꯡ ꯏꯀꯣꯅꯣꯃꯤꯁꯤꯡꯅ ꯃꯈꯣꯏꯒꯤ ꯃꯍꯧꯁꯥꯒꯤ ꯈꯣꯡꯖꯦꯜ ꯑꯗꯨ ꯌꯥꯝꯅ ꯉꯟꯅ ꯃꯇꯝ ꯑꯁꯤꯗ, ꯑꯩꯈꯣꯏ ꯏꯁꯥ ꯑꯃꯁꯨꯡ ꯑꯩꯈꯣꯏꯒꯤ ꯈꯨꯟꯅꯥꯏꯕꯨ ꯑꯁꯣꯏ ꯑꯉꯥꯝ ꯌꯥꯑꯣꯗꯅ ꯊꯝꯅꯕ ꯗꯔꯀꯥꯔ ꯑꯣꯏꯕ ꯆꯦꯛꯁꯤꯟ ꯊꯧꯔꯥꯡ ꯄꯨꯝꯅꯃꯛ ꯂꯧꯈꯠꯄ ꯑꯁꯤ ꯇꯉꯥꯏꯐꯗꯕ ꯑꯃꯅꯤ꯫ ꯃꯥꯁ꯭ꯛ ꯑꯁꯤ ꯀꯣꯕꯤꯗ- ꯇꯔꯥꯃꯥꯄꯜ ꯒꯤ ꯃꯥꯌꯣꯛꯇ ꯑꯩꯈꯣꯏꯅ ꯂꯩꯔꯤꯕ ꯈ꯭ꯋꯥꯏꯗꯒꯤ ꯏꯐꯦꯛꯇꯤꯕ ꯑꯣꯏꯕ ꯈꯨꯠꯂꯥꯏꯁꯤꯡꯒꯤ ꯃꯅꯨꯡꯗ ꯑꯃꯅꯤ, ꯑꯃꯁꯨꯡ ꯃꯁꯤ ꯁꯤꯖꯤꯟꯅꯕꯒꯤ ꯊꯧꯗꯥꯡ ꯃꯤꯄꯨꯝ ꯈꯨꯗꯤꯡꯃꯛꯀꯤꯅꯤ꯫ ꯑꯗꯨꯅ ꯃꯊꯪꯒꯤ ꯃꯄꯥꯟꯗ ꯈꯣꯡꯗꯥꯔꯛꯄ ꯃꯇꯝꯗ, ꯃꯥꯁ꯭ꯛ ꯑꯃ ꯁꯣꯏꯗꯅ ꯁꯤꯖꯤꯟꯅꯕꯤꯌꯨ – ꯃꯁꯤꯅ ꯀꯅꯥꯒꯨꯝꯕ ꯑꯃꯒꯤ ꯄꯨꯟꯁꯤ ꯀꯟꯕ ꯉꯝꯒꯅꯤ꯫